ꯗꯤꯁꯀ꯭ꯔꯤꯞꯇꯤꯚ ꯔꯥꯏꯇꯤꯡꯒꯤ ꯋꯥꯈꯜꯂꯣꯟ ꯑꯗꯨ ꯁꯟꯗꯣꯛꯅ ꯇꯥꯛꯄꯤꯌꯨ꯫ ꯗꯤꯁꯀ꯭ꯔꯤꯞꯇꯤꯚ ꯔꯥꯏꯇꯤꯡ ꯍꯥꯏꯕꯁꯤ ꯑꯏꯕ ꯑꯁꯤꯅ ꯑꯀꯨꯞꯄ ꯑꯃꯁꯨꯡ ꯁꯦꯟꯁꯔꯤ ꯂꯣꯜ ꯁꯤꯖꯤꯟꯅꯗꯨꯅ ꯃꯤꯑꯣꯏ, ꯃꯐꯝ, ꯄꯣꯠꯁꯛ, ꯊꯧꯗꯣꯛ ꯅꯠꯇ꯭ꯔꯒ ꯏꯃꯣꯁꯟꯒꯤ ꯃꯌꯦꯛ ꯁꯦꯡꯕ ꯄꯤꯛꯆꯔ ꯑꯃ ꯁꯦꯝꯕ ꯁꯥꯍꯤꯇ꯭ꯌꯒꯤ ꯇꯦꯛꯅꯤꯛ ꯑꯃꯅꯤ꯫ ꯗꯤꯁꯀ꯭ꯔꯤꯞꯇꯤꯚ ꯔꯥꯏꯇꯤꯡꯒꯤ ꯄꯥꯟꯗꯝꯗꯤ ꯄꯥꯔꯤꯕ ꯃꯤ ꯑꯗꯨꯅ ꯃꯁꯥꯅ ꯃꯁꯥꯕꯨ ꯊꯦꯡꯅꯖꯔꯛꯄꯒꯨꯝ ꯎꯕ, ꯁꯣꯛꯄ, ꯇꯥꯕ, ꯇꯝꯖꯕ ꯑꯃꯁꯨꯡ ꯁꯣꯛꯄ ꯉꯝꯍꯟꯕꯅꯤ꯫ ꯑꯏꯕꯒꯤ ꯃꯑꯣꯡ ꯑꯁꯤ ꯑꯌꯥꯝꯕꯅ ꯐꯤꯛꯁꯟ, ꯁꯩꯔꯦꯡ ꯑꯃꯁꯨꯡ ꯀ꯭ꯔꯤꯌꯦꯇꯤꯚ ꯅꯟ-ꯐꯤꯛꯁꯟꯗ ꯁꯤꯖꯤꯟꯅꯗꯨꯅ ꯑꯇꯩ ꯑꯏꯕ ꯃꯑꯣꯡꯁꯤꯡ ꯍꯥꯏꯕꯗꯤ ꯄꯔꯁꯣꯅꯦꯜ ꯑꯦꯁꯦꯁ ꯅꯠꯇ꯭ꯔꯒ ꯇ꯭ꯔꯥꯚꯦꯜ ꯔꯥꯏꯇꯤꯡꯗꯁꯨ ꯎꯕ ꯐꯪꯏ꯫ ꯏꯐꯦꯛꯇꯤꯚ ꯑꯣꯏꯕ ꯗꯤꯁꯀ꯭ꯔꯤꯞꯇꯤꯚ ꯔꯥꯏꯇꯤꯡꯒꯤ ꯃꯔꯨꯑꯣꯏꯕ ꯑꯁꯤ ꯑꯆꯨꯝꯕ ꯋꯥꯍꯩꯁꯤꯡ ꯈꯟꯅꯕꯗ ꯑꯃꯁꯨꯡ ꯃꯈꯣꯏꯕꯨ ꯍꯩꯊꯣꯏ-ꯁꯤꯡꯊꯣꯏꯅ ꯁꯤꯖꯤꯟꯅꯕꯅꯤ꯫ ꯀꯔꯤꯒꯨꯝꯕ ꯄꯣꯠꯁꯛ ꯑꯃꯅ ꯀꯔꯤꯅꯣ ꯍꯥꯏꯕꯗꯨ ꯁꯨꯞꯅꯇꯒꯤ ꯐꯣꯡꯗꯣꯛꯄꯒꯤ ꯃꯍꯨꯠꯇ ꯑꯏꯕ ꯑꯁꯤꯅ ꯄꯥꯔꯤꯕ ꯃꯤ ꯑꯗꯨꯕꯨ ꯑꯦꯛꯁꯄꯤꯔꯤꯌꯦꯟꯁꯇ ꯄꯨꯔꯛꯅꯕ ꯁꯦꯟꯁꯔꯤ ꯗꯤꯇꯦꯜꯁ ꯑꯃꯁꯨꯡ ꯆꯥꯡꯗꯝꯅꯕꯗ ꯁꯤꯖꯤꯟꯅꯩ꯫ ꯃꯁꯤ ꯐꯤꯒꯔꯦꯇꯤꯚ ꯂꯦꯡꯒꯨꯌꯦꯖ, ꯍꯥꯏꯕꯗꯤ ꯃꯦꯇꯥꯐꯣꯔ, ꯁꯤꯃꯤꯂꯤ ꯑꯃꯁꯨꯡ ꯄꯔꯁꯣꯅꯤꯐꯤꯀꯦꯁꯟꯉꯨꯝꯕ ꯁꯤꯖꯤꯟꯅꯕꯒ ꯂꯣꯏꯅꯅ ꯋꯥꯈꯜ, ꯑꯦꯠꯃꯣꯁ꯭ꯐꯤꯌꯔ ꯅꯠꯇ꯭ꯔꯒ ꯏꯃꯣꯁꯟ ꯑꯃ ꯐꯣꯡꯗꯣꯛꯅꯕꯒꯤꯗꯃꯛꯇ ꯑꯀꯛꯅꯕ ꯑꯀꯨꯞꯄ ꯃꯔꯣꯜꯁꯤꯡ ꯁꯤꯖꯤꯟꯅꯗꯨꯅ ꯐꯪꯕ ꯉꯝꯒꯅꯤ꯫ ꯃꯁꯤꯒꯤ ꯃꯑꯣꯡ ꯑꯁꯤꯅ ꯗꯤꯁꯀ꯭ꯔꯤꯞꯇꯤꯚ ꯑꯣꯏꯕ ꯑꯏꯕ ꯑꯁꯤꯅ ꯄꯥꯔꯤꯕ ꯃꯤ ꯑꯗꯨꯅ ꯋꯥꯍꯩ ꯑꯃꯒ ꯂꯣꯏꯅꯅ ꯂꯧꯁꯤꯡ ꯑꯃꯁꯨꯡ ꯑꯦꯟꯒꯦꯖꯃꯦꯟꯠ ꯍꯦꯟꯒꯠꯍꯟꯕ ꯉꯝꯒꯅꯤ꯫ ꯀꯃꯟ ꯑꯣꯏꯕ ꯌꯨꯝꯒꯤ ꯄꯣꯠꯁꯛ ꯑꯃꯅ ꯀꯔꯝꯅ ꯊꯕꯛ ꯇꯧꯕꯒꯦ ꯍꯥꯏꯕꯗꯨ ꯁꯟꯗꯣꯛꯅ ꯇꯥꯛꯄꯤꯌꯨ꯫ ꯍꯦꯌꯔ ꯗ꯭ꯔꯥꯏꯌꯔ: ꯍꯦꯌꯔ ꯗ꯭ꯔꯥꯏꯌꯔ ꯍꯥꯏꯕꯁꯤ ꯇꯔꯨ ꯇꯅꯥꯟꯕ ꯆꯨꯝꯅ ꯒꯤ ꯃꯊꯛꯇ ꯑꯁꯥꯕ ꯅꯨꯡꯁꯤꯠ ꯍꯨꯝꯗꯨꯅ ꯁꯨꯡꯗꯣꯛꯅꯕ ꯁꯤꯖꯤꯟꯅꯕ ꯀꯃꯟ ꯑꯣꯏꯕ ꯌꯨꯝꯒꯤ ꯄꯣꯠꯁꯛ ꯑꯃꯅꯤ꯫ ꯍꯦꯌꯔ ꯗ꯭ꯔꯥꯏꯌꯔ ꯑꯁꯤꯅ ꯃꯈꯥꯗ ꯄꯤꯔꯤꯕ ꯃꯑꯣꯡ ꯑꯁꯤꯒꯤ ꯃꯇꯨꯡ ꯏꯟꯅ ꯊꯕꯛ ꯇꯧꯏ꯫ ꯅꯍꯥꯛꯅ ꯍꯦꯌꯔ ꯗ꯭ꯔꯥꯏꯌꯔ ꯑꯗꯨ ꯄꯥꯜꯂꯒ ꯑꯣꯟ ꯇꯧꯕ ꯑꯃꯁꯨꯡ ꯃꯗꯨ ꯑꯣꯟꯊꯣꯛꯄ ꯃꯇꯝꯗ ꯏꯂꯦꯛꯇ꯭ꯔꯤꯁꯤꯇꯤ ꯑꯁꯤ ꯗꯤꯚꯥꯏꯁ ꯑꯗꯨꯗ ꯑꯃꯁꯨꯡ ꯍꯤꯇꯤꯡ ꯑꯦꯂꯤꯃꯦꯟꯇ ꯍꯥꯏꯅ ꯈꯪꯅꯕ ꯀꯝꯄꯣꯅꯦꯟꯇ ꯑꯃꯗ ꯆꯦꯜꯂꯤ꯫ ꯑꯌꯥꯝꯕ ꯃꯇꯝꯗ ꯅꯥꯏꯀ꯭ꯔꯣꯝ ꯋꯥꯌꯔꯅ ꯁꯦꯝꯕ ꯍꯤꯇꯤꯡ ꯑꯦꯂꯤꯃꯦꯟꯇ ꯑꯁꯤ ꯏꯂꯦꯛꯇ꯭ꯔꯤꯁꯤꯇꯤꯒꯤ ꯈꯣꯡꯖꯦꯜ ꯊꯤꯡꯕ ꯉꯝꯕ ꯔꯦꯖꯤꯁ꯭ꯇꯔ ꯑꯃꯅꯤ꯫ ꯃꯗꯨꯅ ꯍꯤꯠ ꯄꯨꯊꯣꯛꯏ꯫ ꯍꯦꯌꯔ ꯗ꯭ꯔꯥꯏꯌꯔꯗ ꯐꯦꯟ ꯑꯃꯁꯨꯡ ꯌꯥꯎꯏ꯫ ꯃꯁꯤꯗ ꯑꯄꯤꯛꯄ ꯕ꯭ꯂꯦꯗꯁꯤꯡ ꯌꯥꯎꯏ꯫ ꯃꯗꯨ ꯏꯂꯦꯛꯇ꯭ꯔꯤꯛ ꯃꯣꯇꯣꯔ ꯑꯃꯅ ꯃꯊꯧ ꯇꯧꯏ꯫ ꯍꯦꯌꯔ ꯗ꯭ꯔꯥꯏꯌꯔ ꯑꯗꯨ ꯄꯥꯋꯔ ꯑꯣꯟꯊꯣꯛꯄ ꯃꯇꯝꯗ ꯃꯣꯇꯣꯔ ꯑꯗꯨ ꯆꯦꯟꯊꯕ ꯍꯧꯔꯛꯏ, ꯃꯗꯨꯅ ꯐꯦꯟ ꯑꯗꯨ ꯆꯦꯟꯊꯍꯜꯂꯤ꯫ ꯐꯦꯟ ꯑꯗꯨꯅ ꯆꯦꯟꯊꯔꯛꯄꯒ ꯂꯣꯏꯅꯅ ꯃꯁꯤꯅ ꯍꯦꯌꯔ ꯗ꯭ꯔꯥꯏꯌꯔꯒꯤ ꯃꯇꯨꯡꯗ ꯂꯩꯕ ꯚꯦꯟꯇꯤꯂꯦꯁꯟꯁꯤꯡꯗꯒꯤ ꯅꯨꯡꯁꯤꯠ ꯂꯧꯊꯣꯛꯏ꯫ ꯅꯨꯡꯁꯤꯠ ꯑꯗꯨ ꯑꯁꯥꯕ ꯍꯤꯇꯤꯡ ꯑꯦꯂꯤꯃꯦꯟꯠ ꯑꯗꯨꯒꯤ ꯃꯊꯛꯇ ꯆꯦꯟꯊꯈꯤ꯫ ꯃꯗꯨ ꯋꯥꯡꯈꯠꯂꯛꯏ ꯑꯃꯁꯨꯡ ꯃꯗꯨꯒꯤ ꯃꯇꯨꯡꯗ ꯃꯃꯥꯡꯒꯤ ꯅꯣꯖꯜꯗꯁꯤꯡ ꯐꯨꯝꯖꯤꯜꯂꯤ꯫ ꯃꯁꯤꯒꯤ ꯃꯑꯣꯡ ꯑꯁꯤꯅ ꯑꯁꯥꯕ ꯅꯨꯡꯁꯤꯠ ꯑꯁꯤ ꯂꯦꯞꯇꯅ ꯄꯨꯊꯣꯛꯏ ꯑꯃꯁꯨꯡ ꯍꯦꯌꯔ ꯗ꯭ꯔꯥꯏꯌꯔꯗꯒꯤ ꯐꯨꯝꯖꯤꯜꯂꯤ ꯃꯁꯤꯅ ꯆꯨꯝꯅ ꯒꯤ ꯃꯩꯁꯥꯒꯤ ꯆꯥꯡ ꯍꯟꯊꯍꯜꯂꯤ꯫ ꯑꯌꯥꯝꯕ ꯍꯦꯌꯔ ꯗ꯭ꯔꯥꯏꯌꯔꯁꯤꯡꯗ ꯀꯨꯜ ꯑꯦꯌꯔ ꯁꯦꯇꯤꯡ ꯑꯃꯁꯨꯡ ꯑꯃꯁꯨ ꯂꯩ ꯃꯗꯨꯅ ꯐꯦꯟꯗꯒꯤ ꯑꯁꯥꯕ ꯅꯨꯡꯁꯤꯠ ꯐꯨꯝꯗꯨꯅ ꯅꯍꯥꯛꯅ ꯁꯦꯝꯕ ꯁ꯭ꯇꯥꯏꯜ ꯑꯗꯨ ꯑꯁꯥꯕ ꯅꯨꯡꯁꯤꯠꯀ ꯂꯣꯏꯅꯅ ꯁꯦꯠ ꯇꯧꯕ ꯌꯥꯍꯜꯂꯤ꯫ ꯍꯦꯌꯔ ꯗ꯭ꯔꯥꯏꯌꯔꯁꯤꯡꯗ ꯊꯔꯃꯦꯜ ꯐ꯭ꯌꯨꯖꯒꯨꯝꯕ ꯁꯦꯐꯇꯤꯒꯤ ꯐꯤꯆꯔꯁꯤꯡꯁꯨ ꯌꯥꯎꯏ ꯃꯗꯨꯅ ꯀꯔꯤꯒꯨꯝꯕ ꯗ꯭ꯔꯥꯏꯌꯔ ꯑꯗꯨ ꯌꯥꯝꯅ ꯅꯨꯡꯉꯥꯏꯔꯕꯗꯤ ꯊꯤꯡꯖꯤꯟꯕ ꯉꯝꯃꯤ꯫ ꯃꯗꯨꯅ ꯃꯩꯁ ꯑꯃꯁꯨꯡ ꯑꯇꯩ ꯈꯨꯗꯣꯡꯊꯤꯕꯁꯤꯡ ꯍꯦꯟꯅ ꯋꯥꯡꯈꯠꯄ ꯊꯤꯡꯏ꯫